ꯐ꯭ꯔꯥꯟꯁ ꯑꯃꯁꯨꯡ ꯌꯨꯅꯥꯏꯇꯦꯗ ꯀꯤꯡꯗꯝꯗ ꯂꯩꯔꯤꯕ ꯁꯔꯀꯥꯔꯒꯤ ꯁꯤꯁꯇꯦꯝꯁꯤꯡ ꯆꯥꯡꯗꯝꯅꯕ- ꯐ꯭ꯔꯥꯟꯁ ꯑꯃꯁꯨꯡ ꯌꯨꯅꯥꯏꯇꯦꯗ ꯀꯤꯡꯗꯝ ꯑꯅꯤꯃꯛ ꯀꯟꯁꯇꯤꯇ꯭ꯌꯨꯁ꯭ꯅꯦꯜ ꯒꯣꯚꯔꯟꯃꯦꯟꯇꯀꯤ ꯑꯆꯦꯠꯄ ꯆꯠꯅꯕꯤ ꯂꯩꯕ ꯒꯅꯇꯟꯇ꯭ꯔꯅꯤ꯫ ꯑꯗꯨꯝ ꯑꯣꯏꯅꯃꯛ ꯂꯩꯕꯥꯛ ꯑꯅꯤꯒꯤ ꯁꯔꯀꯥꯔꯒꯤ ꯁꯤꯁ꯭ꯇꯦꯝꯁꯤꯡꯒꯤ ꯃꯔꯛꯇ ꯃꯔꯨꯑꯣꯏꯕ ꯈꯦꯠꯅꯕ ꯀꯌꯥ ꯂꯩꯔꯤ꯫ ꯃꯗꯨꯒꯤ ꯃꯔꯨꯑꯣꯏꯕ ꯃꯔꯝꯗꯤ ꯐ꯭ꯔꯥꯟꯁ ꯑꯁꯤ ꯔꯤꯄꯕ꯭ꯂꯤꯛ ꯑꯃꯅꯤ ꯑꯗꯨꯒ ꯌꯨꯅꯥꯏꯇꯦꯗ ꯀꯤꯡꯗꯝ ꯑꯁꯤ ꯀꯟꯁꯇꯤꯇ꯭ꯌꯨꯁ꯭ꯅꯦꯜ ꯃꯣꯅꯥꯔꯀꯤ ꯑꯃꯅꯤ꯫ ꯐ꯭ꯔꯥꯟꯁꯇ ꯔꯥꯁꯇ꯭ꯔꯄꯇꯤ ꯑꯁꯤ ꯔꯥꯖ꯭ꯌꯥꯒꯤ ꯃꯀꯣꯛ ꯑꯣꯏꯔꯤ ꯑꯃꯁꯨꯡ ꯃꯁꯛ ꯊꯣꯛꯄ ꯁꯛꯇꯤ ꯂꯩꯔꯤ꯫ ꯔꯥꯁꯇ꯭ꯔꯄꯇꯤ ꯑꯁꯤ ꯗꯥꯏꯔꯦꯛꯇ ꯌꯨꯅꯤꯚꯔꯁꯦꯜ ꯁꯐ꯭ꯔꯦꯖꯒꯤ ꯈꯨꯠꯊꯥꯡꯗ ꯆꯍꯤ ꯃꯉꯥꯒꯤ ꯑꯣꯏꯅ ꯈꯟꯒꯠꯂꯤ ꯑꯃꯁꯨꯡ ꯇꯔꯝ ꯑꯅꯤ ꯐꯥꯎꯕ ꯊꯕꯛ ꯇꯧꯕ ꯌꯥꯏ꯫ ꯔꯥꯁꯇ꯭ꯔꯄꯇꯤꯅ ꯁꯔꯀꯥꯔꯒꯤ ꯃꯀꯣꯛ ꯑꯣꯏꯔꯤꯕ ꯄ꯭ꯔꯙꯥꯟ ꯃꯟꯇ꯭ꯔꯤꯕꯨ ꯈꯟꯒꯠꯂꯤ ꯑꯃꯁꯨꯡ ꯐ꯭ꯔꯥꯟꯁꯀꯤ ꯄꯥꯔꯂꯤꯌꯥꯃꯦꯟꯇꯀꯤ ꯂꯣꯌꯔꯕ ꯍꯥꯎꯁ ꯑꯣꯏꯔꯤꯕ ꯅꯦꯁ꯭ꯅꯦꯜ ꯑꯦꯁꯦꯝꯕ꯭ꯂꯤꯁꯨ ꯂꯧꯊꯣꯛꯄ ꯌꯥꯏ꯫ ꯐ꯭ꯔꯥꯟꯁꯀꯤ ꯄꯥꯔꯂꯤꯌꯥꯃꯦꯟꯇ ꯑꯁꯤ ꯍꯥꯎꯁ ꯑꯅꯤꯅ ꯁꯦꯝꯕꯅꯤ: ꯁꯦꯅꯦꯠ ꯑꯃꯁꯨꯡ ꯅꯦꯁ꯭ꯅꯦꯜ ꯑꯦꯁꯦꯝꯕ꯭ꯂꯤ꯫ ꯁꯦꯅꯦꯠ ꯑꯁꯤ ꯅꯥꯀꯣꯏꯅꯅ ꯈꯟꯒꯠꯂꯤ ꯑꯗꯨꯒ ꯅꯦꯁ꯭ꯅꯦꯜ ꯑꯦꯁꯦꯝꯕ꯭ꯂꯤꯒꯤ ꯃꯦꯝꯕꯔꯁꯤꯡꯅ ꯆꯍꯤ ꯃꯉꯥꯒꯤ ꯑꯣꯏꯅ ꯍꯛꯊꯦꯡꯅꯅ ꯈꯟꯒꯠꯂꯤ꯫ ꯑꯌꯥꯝꯕ ꯃꯇꯝꯗ ꯅꯦꯁ꯭ꯅꯦꯜ ꯑꯦꯁꯦꯝꯕ꯭ꯂꯤꯅ ꯑꯔꯣꯏꯕ ꯋꯥꯐꯝ ꯊꯝꯂꯕꯁꯨ ꯂꯦꯖꯤꯁ꯭ꯂꯦꯇꯤꯚ ꯄꯥꯋꯔ ꯑꯁꯤ ꯍꯥꯎꯁ ꯑꯅꯤꯃꯛꯇ ꯂꯩꯔꯤ꯫ ꯌꯨꯅꯥꯏꯇꯦꯗ ꯀꯤꯡꯗꯝꯗ ꯃꯍꯥꯛꯀꯤ ꯊꯧꯗꯥꯡ ꯑꯁꯤ ꯑꯌꯥꯝꯕꯅ ꯁꯦꯔꯤꯃꯣꯅꯤꯑꯦꯜ ꯑꯣꯏꯔꯕꯁꯨ ꯔꯥꯅꯤ ꯑꯁꯤ ꯔꯥꯖ꯭ꯌꯥꯒꯤ ꯃꯀꯣꯛ ꯑꯣꯏꯔꯤ꯫ ꯄ꯭ꯔꯙꯥꯟ ꯃꯟꯇ꯭ꯔꯤ ꯑꯁꯤ ꯁꯔꯀꯥꯔꯒꯤ ꯃꯀꯣꯛꯅꯤ ꯑꯃꯁꯨꯡ ꯔꯥꯅꯤꯅ ꯈꯟꯒꯠꯂꯤ꯫ ꯃꯍꯧꯁꯥꯅ ꯄ꯭ꯔꯙꯥꯟ ꯃꯟꯇ꯭ꯔꯤ ꯑꯁꯤ ꯌꯨꯅꯥꯏꯇꯦꯗ ꯀꯤꯡꯗꯝꯒꯤ ꯄꯥꯔꯂꯤꯌꯥꯃꯦꯟꯇꯀꯤ ꯂꯣꯌꯔꯕ ꯍꯥꯎꯁ ꯑꯣꯏꯔꯤꯕ ꯍꯥꯎꯁ ꯑꯣꯐ ꯀꯝꯃꯟꯁꯇ ꯈ꯭ꯋꯥꯏꯗꯒꯤ ꯌꯥꯝꯅ ꯁꯤꯠ ꯂꯩꯕ ꯄꯥꯔꯇꯤꯒꯤ ꯂꯨꯆꯤꯡꯕꯅꯤ꯫ ꯌꯨꯅꯥꯏꯇꯦꯗ ꯀꯤꯡꯗꯝꯒꯤ ꯄꯥꯔꯂꯤꯌꯥꯃꯦꯟꯇ ꯑꯁꯤ ꯍꯥꯎꯁ ꯑꯅꯤꯅ ꯁꯦꯝꯕꯅꯤ: ꯍꯥꯎꯁ ꯑꯣꯐ ꯀꯝꯃꯟꯁ ꯑꯃꯁꯨꯡ ꯍꯥꯎꯁ ꯑꯣꯐ ꯂꯣꯔꯗꯁ꯫ ꯍꯥꯎꯁ ꯑꯣꯐ ꯀꯝꯃꯟꯁꯀꯤ ꯃꯦꯝꯕꯔꯁꯤꯡ ꯑꯁꯤ ꯆꯍꯤ ꯃꯉꯥꯒꯤ ꯑꯣꯏꯅ ꯍꯛꯊꯦꯡꯅꯅ ꯈꯟꯒꯠꯂꯤ꯫ ꯍꯥꯎꯁ ꯑꯣꯐ ꯂꯣꯔꯗꯁ ꯑꯁꯤ ꯑꯦꯄꯣꯏꯟꯇ ꯇꯧꯔꯕ ꯑꯃꯁꯨꯡ ꯍꯦꯔꯤꯇꯦꯖ ꯃꯦꯝꯕꯔꯁꯤꯡꯅ ꯁꯦꯝꯕꯅꯤ꯫ ꯂꯦꯖꯤꯁ꯭ꯂꯦꯇꯤꯚ ꯄꯥꯋꯔ ꯑꯁꯤ ꯍꯥꯎꯁ ꯑꯅꯤꯃꯛꯇ ꯂꯩꯔꯤ ꯑꯗꯨꯕꯨ ꯑꯌꯥꯝꯕ ꯀꯦꯁꯁꯤꯡꯗ ꯍꯥꯎꯁ ꯑꯣꯐ ꯀꯝꯃꯟꯁꯅ ꯑꯔꯣꯏꯕ ꯋꯥꯐꯝ ꯊꯝꯂꯤ꯫ ꯑꯄꯨꯟꯕ ꯑꯣꯏꯅ ꯐ꯭ꯔꯥꯟꯁ ꯑꯃꯁꯨꯡ ꯌꯨꯅꯥꯏꯇꯦꯗ ꯀꯤꯡꯗꯝꯒꯤ ꯁꯔꯀꯥꯔꯒꯤ ꯁꯤꯁ꯭ꯇꯦꯝꯁꯤꯡꯒꯤ ꯃꯔꯛꯇ ꯂꯩꯔꯤꯕ ꯃꯔꯨꯑꯣꯏꯕ ꯈꯦꯠꯅꯕ ꯑꯁꯤ ꯔꯥꯖ꯭ꯌꯥꯒꯤ ꯂꯨꯆꯤꯡꯕꯒꯤ ꯊꯧꯗꯥꯡꯗ ꯂꯩꯔꯤ꯫ ꯐ꯭ꯔꯥꯟꯁꯇ ꯔꯥꯁꯇ꯭ꯔꯄꯇꯤꯅ ꯃꯁꯛ ꯊꯣꯛꯄ ꯁꯛꯇꯤ ꯂꯩꯔꯤ ꯑꯗꯨꯒ ꯌꯨꯅꯥꯏꯇꯦꯗ ꯀꯤꯡꯗꯝꯗ ꯔꯥꯅꯤꯒꯤ ꯊꯧꯗꯥꯡ ꯑꯁꯤ ꯑꯌꯥꯝꯕꯅ ꯁꯦꯔꯤꯃꯣꯅꯤꯑꯦꯜ ꯑꯣꯏ꯫ ꯑꯗꯨꯕꯨ ꯂꯩꯕꯥꯛ ꯑꯅꯤꯃꯛꯇ ꯄ꯭ꯔꯙꯥꯟ ꯃꯟꯇ꯭ꯔꯤꯅ ꯁꯔꯀꯥꯔꯒꯤ ꯃꯀꯣꯛ ꯑꯣꯏꯔꯤ ꯑꯃꯁꯨꯡ ꯅꯨꯃꯤꯠ ꯈꯨꯗꯤꯡꯒꯤ ꯂꯩꯕꯥꯛ ꯑꯁꯤ ꯆꯂꯥꯏꯕꯒꯤ ꯊꯧꯗꯥꯡ ꯂꯧꯔꯤ꯫ ꯃꯈꯥꯒꯤ ꯋꯥꯍꯩ ꯑꯁꯤꯒꯤ ꯑꯔꯊ ꯀꯔꯤꯅꯣ? "ꯑꯋꯥꯕ ꯇꯥꯔꯕ ꯃꯇꯝꯗ ꯂꯩꯕ ꯃꯔꯨꯞ ꯑꯗꯨ ꯇꯁꯦꯡꯕ ꯃꯔꯨꯞ ꯑꯃꯅꯤ"꯫ ꯋꯥꯍꯩ ꯑꯁꯤꯅ ꯇꯥꯛꯄꯗꯤ ꯑꯆꯨꯝꯕ ꯃꯔꯨꯞꯁꯤꯡ ꯍꯥꯏꯕꯁꯤ ꯑꯗꯣꯝꯅ ꯑꯋꯥꯕ ꯃꯇꯝ ꯑꯃ ꯊꯦꯡꯅꯔꯛꯄ ꯃꯇꯝꯗ ꯅꯠꯇ꯭ꯔꯒ ꯁꯤꯡꯅꯕ ꯑꯃ ꯃꯥꯏꯌꯣꯛꯅꯔꯄ ꯃꯇꯝꯗ ꯎꯠꯄ ꯑꯃꯁꯨꯡ ꯃꯇꯦꯡ ꯄꯥꯡꯕ ꯃꯤꯑꯣꯏꯁꯤꯡꯅꯤ꯫ ꯑꯇꯣꯞꯄ ꯋꯥꯍꯟꯊꯣꯛ ꯑꯃꯗ ꯍꯥꯏꯔꯕꯗꯤ, ꯇꯉꯥꯏꯐꯗꯕ ꯃꯇꯝꯗ ꯃꯇꯦꯡ ꯄꯥꯡꯕ ꯃꯤꯑꯣꯏ ꯑꯃꯅ ꯃꯁꯥꯃꯛꯄꯨ ꯑꯁꯦꯡꯕ ꯃꯔꯨꯞ ꯑꯃ ꯑꯣꯏꯅ ꯄ꯭ꯔꯃꯥꯟ ꯇꯧꯏ꯫